ꯃꯈꯥꯒꯤ ꯋꯥꯍꯩ ꯑꯁꯤ ꯍꯦꯟꯅ ꯑꯆꯨꯝꯕ ꯑꯣꯏꯍꯟꯅꯕ ꯑꯦꯗꯤꯠ ꯇꯧꯕꯤꯌꯨ꯫ ꯑꯩꯈꯣꯏꯅ ꯑꯩꯈꯣꯏꯒꯤ ꯑꯀꯣꯏꯕꯗ ꯂꯩꯔꯤꯕ ꯑꯁꯤꯕꯨ ꯊꯥꯒꯠꯄ ꯐꯣꯡꯗꯣꯛꯅꯕ ꯃꯇꯝ ꯂꯧꯒꯗꯕꯅꯤ꯫ ꯑꯩꯈꯣꯏꯅ ꯃꯇꯝ ꯀꯥꯏꯊꯣꯛꯇꯨꯅ ꯑꯩꯈꯣꯏꯒꯤ ꯑꯀꯣꯏꯕꯗ ꯂꯩꯔꯤꯕ ꯑꯁꯤꯕꯨ ꯊꯥꯒꯠꯄ ꯐꯣꯡꯗꯣꯛꯆꯒꯗꯕꯅꯤ꯫ ꯕꯤꯖꯤꯅꯦꯁꯁꯤꯡꯒꯤꯗꯃꯛꯇ ꯁꯣꯁꯤꯑꯦꯜ ꯃꯤꯗꯤꯌꯥꯒꯤ ꯀꯥꯟꯅꯕ ꯀꯌꯥ ꯂꯩ, ꯃꯈꯣꯏꯁꯤꯡ ꯃꯈꯣꯏꯁꯤꯡ ꯑꯗꯨꯗꯤ: ꯑꯍꯥꯟꯕꯗ,ꯕ꯭ꯔꯥꯟꯗ ꯔꯤꯀ꯭ꯣꯒꯅꯤꯁꯟ ꯑꯃꯁꯨꯡ ꯑꯦꯋꯦꯌ꯭ꯔꯅꯦꯁ ꯍꯦꯟꯒꯠꯍꯟꯕ: ꯐꯦꯁꯕꯨꯛ, ꯇ꯭ꯋꯤꯇꯔ, ꯑꯃꯁꯨꯡ ꯏꯟꯁꯇꯥꯒ꯭ꯔꯥꯝꯒꯨꯝꯕ ꯁꯣꯁꯤꯑꯦꯜ ꯃꯤꯗꯤꯌꯥ ꯄ꯭ꯂꯦꯠꯐ꯭ꯣꯔꯝꯁꯤꯡꯅ ꯕꯤꯖꯤꯅꯦꯁꯁꯤꯡꯅ ꯑꯆꯧꯕꯥ ꯑꯣꯗꯤꯁꯟꯁꯤꯡꯒ ꯂꯣꯏꯅꯅ ꯋꯥꯔꯤ ꯁꯥꯅꯕ ꯑꯃꯁꯨꯡ ꯋꯥꯔꯤ ꯁꯥꯅꯕꯒꯤ ꯂꯥꯏꯕ ꯃꯑꯣꯡ ꯑꯃꯥ ꯄꯤꯔꯤ, ꯃꯁꯤꯅ ꯃꯈꯣꯏꯒꯤ ꯚꯤꯖꯤꯕꯤꯂꯤꯇꯤ ꯑꯃꯁꯨꯡ ꯌꯧꯕ ꯍꯦꯡꯒꯠꯍꯜꯂꯤ꯫ ꯑꯅꯤꯁꯨꯕꯗ, ꯀ꯭ꯁꯇꯃ꯭ꯔꯁꯤꯡꯒ ꯂꯣꯏꯅꯅ ꯑꯍꯣꯡꯕ ꯄꯨꯔꯛꯄ: ꯁꯣꯁꯤꯑꯦꯜ ꯃꯤꯗꯤꯌꯥꯅ ꯕꯤꯖꯤꯅꯦꯁꯁꯤꯡꯅ ꯃꯈꯣꯏꯒꯤ ꯀ꯭ꯁꯇꯃ꯭ꯔꯁꯤꯡꯒ ꯔꯤꯑꯦꯜ-ꯇꯥꯏꯝꯗ ꯑꯦꯡꯒꯦꯖ ꯇꯧꯕꯥ ꯌꯥꯍꯜꯂꯤ, ꯃꯁꯤꯅ ꯐꯤꯗꯕꯦꯛ, ꯔꯤꯚ꯭ꯌꯨ ꯑꯃꯁꯨꯡ ꯀ꯭ꯁꯇꯃ꯭ꯔ ꯁꯄꯣꯔꯠꯀꯤ ꯄ꯭ꯂꯦꯠꯐ꯭ꯣꯔꯝ ꯑꯃꯥ ꯄꯤꯔꯤ꯫ ꯃꯃꯜ ꯍꯣꯡꯕ ꯃꯥꯔꯀꯦꯇꯤꯡ: ꯁꯣꯁꯤꯑꯦꯜ ꯃꯤꯗꯤꯌꯥ ꯑꯁꯤ ꯇ꯭ꯔꯦꯗꯤꯁꯅꯦꯜ ꯑꯦꯗꯚꯥꯔꯇꯥꯏꯖꯃꯦꯟꯠ ꯃꯦꯊꯠꯁꯤꯡꯒ ꯆꯥꯡꯗꯝꯅꯕꯗ, ꯕꯤꯖꯤꯅꯦꯁꯁꯤꯡꯅ ꯃꯈꯣꯏꯒꯤ ꯄꯣꯠꯊꯣꯛꯁꯤꯡ ꯅꯠꯇꯔꯒ ꯁꯔꯚꯤꯁꯁꯤꯡ ꯃꯥꯔꯀꯦꯇꯤꯡ ꯇꯧꯕꯒꯤ ꯃꯃꯜ ꯍꯣꯡꯕꯥ ꯃꯑꯣꯡ ꯑꯃꯅꯤ꯫ ꯀ꯭ꯁꯇꯃ꯭ꯔꯁꯤꯡꯒꯤ ꯋꯥꯈꯜꯂꯣꯟꯁꯤꯡ ꯐꯒꯠꯍꯟꯕ: ꯁꯣꯁꯤꯑꯦꯜ ꯃꯤꯗꯤꯌꯥꯅ ꯕꯤꯖꯤꯅꯦꯁꯁꯤꯡꯗ ꯃꯈꯣꯏꯒꯤ ꯀ꯭ꯁꯇꯃ꯭ꯔꯁꯤꯡꯒꯤ ꯃꯔꯝꯗ ꯃꯃꯜ ꯌꯥꯝꯂꯕ ꯏꯅꯐꯣꯔꯃꯦꯁꯟ ꯄꯤꯔꯤ, ꯃꯁꯤꯗ ꯃꯈꯣꯏꯅ ꯄꯥꯃꯂꯤꯕ, ꯄꯥꯝꯗꯕ ꯑꯃꯁꯨꯡ ꯑꯄꯥꯝꯕ ꯌꯥꯎꯔꯤ꯫ ꯏꯟꯐꯣꯔꯃꯦꯁꯟ ꯑꯁꯤ ꯄꯣꯠꯊꯣꯛ ꯅꯠꯇꯔꯒ ꯁꯔꯚꯤꯁꯁꯤꯡ ꯐꯒꯠꯍꯟꯕꯗ ꯁꯤꯖꯤꯟꯅꯕ ꯌꯥꯏ, ꯃꯁꯤꯒ ꯂꯣꯏꯅꯅ ꯃꯥꯔꯀꯦꯇꯤꯡ ꯁ꯭ꯇꯔꯥꯇꯦꯖꯤꯁꯤꯡꯁꯨ ꯐꯒꯠꯍꯟꯕ ꯌꯥꯏ꯫ ꯋꯦꯕꯁꯥꯏꯠꯀꯤ ꯇ꯭ꯔꯥꯐꯤꯛ ꯍꯦꯡꯒꯠꯂꯛꯄꯥ: ꯁꯣꯁꯤꯑꯦꯜ ꯃꯤꯗꯤꯌꯥ ꯑꯁꯤ ꯕꯤꯖꯤꯅꯦꯁ ꯑꯃꯒꯤ ꯋꯦꯕꯁꯥꯏꯠꯇ ꯇ꯭ꯔꯥꯐꯤꯛ ꯍꯦꯡꯒꯠꯍꯟꯅꯕ ꯁꯤꯖꯤꯟꯅꯕ ꯌꯥꯏ, ꯃꯗꯨꯅ ꯃꯔꯝ ꯑꯣꯏꯗꯨꯅ ꯃꯁꯤꯒꯤ ꯚꯤꯖꯤꯕꯤꯂꯤꯇꯤ ꯑꯃꯁꯨꯡ ꯀ꯭ꯁꯇꯃ꯭ꯔꯁꯤꯡꯒ ꯂꯣꯏꯅꯅ ꯆꯠꯃꯤꯟꯅꯕꯒꯤ ꯄꯣꯇꯦꯟꯁꯤꯑꯦꯜ ꯍꯦꯡꯒꯠꯍꯟꯕ ꯌꯥꯏ꯫ ꯀꯝꯄꯤꯇꯤꯁꯟ ꯃꯣꯅꯤꯇꯔ ꯇꯧꯕ: ꯁꯣꯁꯤꯑꯦꯜ ꯃꯤꯗꯤꯌꯥꯅ ꯕꯤꯖꯤꯅꯦꯁꯁꯤꯡꯗ ꯃꯈꯣꯏꯒꯤ ꯀꯝꯄꯤꯇꯤꯁꯟ ꯌꯦꯡꯁꯤꯟꯅꯕ ꯑꯃꯁꯨꯡ ꯏꯟꯗꯁ꯭ꯇꯔꯤꯒꯤ ꯇ꯭ꯔꯦꯟꯁꯤꯡ ꯑꯃꯁꯨꯡ ꯑꯅꯧꯕ ꯊꯧꯑꯣꯡꯁꯤꯡꯒ ꯂꯣꯏꯅꯅ ꯆꯠꯃꯤꯟꯅꯕꯒꯤ ꯂꯥꯏꯕ ꯃꯑꯣꯡ ꯑꯃ ꯄꯤꯔꯤ꯫ ꯑꯄꯨꯅꯕ ꯑꯣꯏꯅ ꯁꯣꯁꯤꯑꯦꯜ ꯃꯤꯗꯤꯌꯥꯅ ꯕꯤꯖꯤꯅꯦꯁꯁꯤꯡꯗ ꯀ꯭ꯁꯇꯃ꯭ꯔꯁꯤꯡꯒ ꯂꯣꯏꯅꯅ ꯋꯥꯔꯤ ꯁꯥꯅꯕ, ꯃꯈꯣꯏꯒꯤ ꯚꯤꯖꯤꯕꯤꯂꯤꯇꯤ ꯍꯦꯡꯒꯠꯍꯟꯅꯕ ꯑꯃꯁꯨꯡ ꯃꯈꯣꯏꯒꯤ ꯑꯄꯨꯟꯕ ꯄꯔꯐꯣꯃꯦꯟꯁ ꯐꯒꯠꯍꯟꯅꯕ ꯁꯛꯇꯤ ꯂꯩꯕ ꯈꯨꯠꯂꯥꯏ ꯑꯃ ꯄꯤꯔꯤ꯫ ꯚꯦꯔꯤꯑꯦꯕꯜ ꯔꯦꯠ ꯑꯃꯁꯨꯡ ꯐꯤꯛꯁ ꯔꯦꯠ ꯂꯣꯟꯒꯤ ꯃꯔꯛꯇ ꯀꯔꯤ ꯈꯦꯠꯅꯕ ꯂꯩꯕꯒꯦ? ꯚꯦꯔꯤꯑꯦꯕꯜ ꯔꯦꯠ ꯂꯣꯟ ꯍꯥꯏꯕꯁꯤ ꯐ꯭ꯂꯣꯇꯤꯡ ꯅꯠꯇꯔꯒ ꯑꯦꯗꯖ꯭ꯁꯇꯦꯕꯜ ꯔꯦꯠ ꯂꯣꯟ ꯍꯥꯏꯅꯁꯨ ꯈꯪꯅꯩ, ꯃꯁꯤꯅ ꯂꯧꯈꯤꯕ ꯁꯦꯅꯐꯝ ꯑꯗꯨꯗ ꯂꯧꯈꯤꯕ ꯏꯟꯇꯔꯦꯁ꯭ꯠ ꯔꯦꯠ ꯑꯗꯨ ꯂꯣꯟ ꯑꯗꯨꯒꯤ ꯄꯨꯟꯁꯤꯒꯤ ꯃꯅꯨꯡꯗ ꯍꯣꯡꯂꯛꯂꯤꯕ ꯂꯣꯟ ꯑꯗꯨꯕꯨ ꯈꯪꯅꯩ꯫ ꯂꯦꯝꯍꯧꯔꯤꯕ ꯂꯣꯟ ꯕꯦꯂꯦꯟꯁꯇ ꯏꯟꯇꯔꯦꯁ꯭ꯠ ꯔꯦꯠ ꯆꯥ꯭ꯔꯖꯁꯤꯡ ꯑꯁꯤ ꯃꯍꯧꯁꯥꯅ ꯄ꯭ꯔꯥꯏꯝ ꯔꯦꯠ ꯅꯠꯇꯔꯒ ꯐꯦꯗꯔꯦꯜ ꯐꯟꯗꯁꯤꯡꯒꯤ ꯔꯦꯠꯒꯨꯝꯕ ꯕꯦꯟꯆꯃꯥ꯭ꯔꯛ ꯑꯃꯗ ꯌꯨꯝꯐꯝ ꯑꯣꯏꯕꯅꯤ, ꯃꯁꯤꯗ ꯃꯥꯔꯖꯤꯟ ꯑꯃ ꯇꯤꯟꯖꯟꯕ ꯅꯠꯇꯔꯒ ꯈꯥꯏꯗꯣꯛꯄ ꯇꯧꯏ꯫ ꯑꯃꯔꯣꯝꯗ, ꯐꯤꯛꯁ ꯔꯦꯠ ꯂꯣꯟ ꯍꯥꯏꯕꯁꯤ ꯂꯣꯟꯒꯤ ꯃꯇꯝ ꯄꯨꯝꯅꯃꯛꯇ ꯂꯧꯈꯤꯕ ꯁꯦꯟꯐꯝ ꯑꯗꯨꯗ ꯂꯧꯈꯤꯕ ꯏꯟꯇꯔꯦꯁ꯭ꯠ ꯔꯦꯠ ꯑꯗꯨ ꯑꯃꯒ ꯑꯃꯒ ꯃꯥꯟꯅꯅ ꯂꯩꯕ ꯂꯣꯟ ꯑꯗꯨꯕꯨ ꯈꯪꯅꯩ꯫ ꯃꯁꯤꯅ ꯇꯥꯛꯄꯗꯤ ꯄ꯭ꯔꯤꯟꯁꯤꯄꯥꯜ ꯑꯃꯁꯨꯡ ꯏꯟꯇꯔꯦꯁ꯭ꯠꯀꯤ ꯊꯥꯒꯤ ꯑꯣꯏꯕ ꯄꯦꯃꯦꯟꯠꯁꯤꯡ ꯑꯁꯤ ꯍꯣꯡꯂꯛꯇꯦ, ꯃꯁꯤꯅ ꯂꯂꯣꯟꯕꯁꯤꯡꯅ ꯕꯖꯦꯠꯇ ꯍꯦꯟꯅ ꯂꯥꯏꯊꯣꯛꯍꯜꯂꯤ꯫ ꯑꯅꯤꯃꯛꯀꯤ ꯃꯔꯛꯇ ꯂꯩꯔꯤꯕ ꯃꯔꯨꯑꯣꯏꯕ ꯈꯦꯠꯅꯕ ꯑꯁꯤꯗꯤ ꯀꯩꯊꯦꯜꯒꯤ ꯏꯟꯇꯔꯦꯁ꯭ꯠ ꯔꯦꯠ ꯍꯣꯡꯂꯛꯄꯒꯥ ꯂꯣꯏꯅꯅꯥ ꯚꯦꯔꯤꯑꯦꯕꯜ ꯔꯦꯠ ꯂꯣꯟ ꯑꯃꯒꯤ ꯏꯟꯇꯔꯦꯁ꯭ꯠ ꯔꯦꯠ ꯑꯁꯤ ꯍꯦꯡꯒꯠꯂꯛꯄ ꯅꯠꯇꯔꯒ ꯍꯟꯊꯕ ꯌꯥꯏ ꯑꯗꯨꯕꯨ ꯐꯤꯛꯁ ꯔꯦꯠ ꯂꯣꯟ ꯑꯃꯒꯤ ꯏꯟꯇꯔꯦꯁ꯭ꯠ ꯔꯦꯠ ꯑꯁꯤꯗꯤ ꯍꯣꯡꯗꯦ꯫